ꯏꯐꯦꯛꯇꯤꯕ ꯂꯤꯗꯔꯁꯤꯞꯀꯤ ꯃꯒꯨꯟꯁꯤꯡ ꯀꯔꯤꯅꯣ? ꯏꯐꯦꯛꯇꯤꯕ ꯂꯤꯗꯔꯁꯤꯄꯇꯥ ꯂꯨꯆꯤꯡꯕꯁꯤꯡꯅꯥ ꯑꯄꯨꯟꯕꯥ ꯄꯥꯟꯗꯝ ꯑꯃꯥ ꯐꯪꯅꯕꯒꯤ ꯃꯥꯏꯀꯩꯗꯥ ꯑꯇꯣꯞꯄꯁꯤꯡꯕꯨ ꯂꯝꯖꯤꯡꯕꯤꯕꯥ, ꯏꯊꯤꯜ ꯄꯤꯕꯥ ꯑꯃꯁꯨꯡ ꯏꯊꯤꯜ ꯄꯤꯕꯥ ꯉꯝꯕꯥ ꯁ꯭ꯀꯤꯜꯁꯤꯡ, ꯂꯝꯆꯠ-ꯁꯥꯖꯠꯁꯤꯡ ꯑꯃꯁꯨꯡ ꯂꯝꯆꯠ-ꯁꯥꯖꯠꯁꯤꯡꯒꯤ ꯀꯝꯕꯤꯅꯦꯁꯟ ꯑꯃꯥ ꯌꯥꯎꯏ꯫ ꯏꯐꯦꯛꯇꯤꯕ ꯑꯣꯏꯕꯥ ꯂꯨꯆꯤꯡꯕꯁꯤꯡꯒꯤ ꯃꯔꯨꯑꯣꯏꯕꯥ ꯃꯒꯨꯟ ꯈꯔꯗꯤ ꯃꯈꯥꯗꯥ ꯄꯤꯔꯤ: ꯃꯌꯦꯛ ꯁꯦꯡꯕꯥ ꯃꯤꯠꯌꯦꯡ: ꯏꯐꯦꯛꯇꯤꯕ ꯂꯨꯆꯤꯡꯕꯁꯤꯡꯅꯥ ꯃꯈꯣꯏꯒꯤ ꯑꯣꯔꯒꯅꯥꯏꯖꯦꯁꯟ ꯑꯗꯨ ꯀꯗꯥꯏꯗꯥ ꯆꯠꯅꯕꯥ ꯄꯥꯝꯂꯤꯕꯒꯦ ꯍꯥꯏꯕꯗꯨ ꯃꯌꯦꯛ ꯁꯦꯡꯅꯥ ꯈꯪꯕꯥ ꯉꯝꯃꯤ ꯑꯃꯁꯨꯡ ꯃꯤꯠꯌꯦꯡ ꯑꯁꯤ ꯃꯈꯣꯏꯒꯤ ꯇꯤꯝꯗꯥ ꯃꯈꯣꯏꯕꯨ ꯏꯊꯤꯜ ꯄꯤꯕꯥ ꯑꯃꯁꯨꯡ ꯄꯨꯛꯅꯤꯡ ꯊꯧꯒꯠꯄꯥ ꯉꯝꯕꯥ ꯃꯑꯣꯡꯗꯥ ꯐꯣꯡꯗꯣꯛꯄꯥ ꯉꯝꯃꯤ꯫ ꯏꯃꯣꯁꯅꯦꯜ ꯏꯟꯇꯦꯂꯤꯖꯦꯟꯁ: ꯏꯐꯦꯛꯇꯤꯕ ꯑꯣꯏꯕꯥ ꯂꯨꯆꯤꯡꯕꯁꯤꯡꯅꯥ ꯃꯈꯣꯏꯒꯤ ꯏꯃꯣꯁꯟꯁꯤꯡ ꯃꯦꯅꯦꯖ ꯇꯧꯕꯥ ꯉꯝꯃꯤ ꯑꯃꯁꯨꯡ ꯑꯇꯣꯞꯄꯒꯤ ꯏꯃꯣꯁꯟꯒꯥ ꯂꯣꯏꯅꯅꯥ ꯇ꯭ꯌꯨꯟ ꯇꯧꯕꯥ ꯉꯝꯃꯤ꯫ ꯃꯈꯣꯏ ꯑꯁꯤ ꯃꯤꯅꯨꯡꯁꯤ ꯂꯩꯕꯥ, ꯃꯁꯥꯅꯥ ꯃꯁꯥꯕꯨ ꯊꯥꯖꯕꯥ ꯑꯃꯁꯨꯡ ꯑꯆꯦꯠꯄꯥ ꯈꯨꯟꯅꯥꯏꯒꯤ ꯍꯩꯊꯣꯏ-ꯁꯤꯡꯊꯣꯏꯕꯥ ꯃꯤꯑꯣꯏꯁꯤꯡꯅꯤ꯫ ꯀꯝꯃꯌꯨꯅꯤꯀꯦꯁꯟ: ꯏꯐꯦꯛꯇꯤꯕ ꯀꯝꯃꯌꯨꯅꯤꯀꯦꯇꯔ ꯑꯣꯏꯕꯥ ꯂꯨꯆꯤꯡꯕꯁꯤꯡꯅꯥ ꯃꯈꯣꯏꯒꯤ ꯋꯥꯈꯜꯂꯣꯟꯁꯤꯡ, ꯋꯥꯈꯜꯂꯣꯟ ꯑꯃꯁꯨꯡ ꯃꯤꯠꯌꯦꯡ ꯑꯗꯨ ꯃꯌꯦꯛ ꯁꯦꯡꯕꯥ, ꯊꯣꯏꯗꯣꯛ ꯍꯦꯟꯗꯣꯛꯄꯥ ꯑꯃꯁꯨꯡ ꯃꯤꯁꯤꯡꯒꯥ ꯁꯝꯅꯕꯥ ꯃꯑꯣꯡꯗꯥ ꯐꯣꯡꯗꯣꯛꯄꯥ ꯉꯝꯃꯤ꯫ ꯃꯈꯣꯏꯁꯨ ꯏꯐꯦꯛꯇꯤꯕ ꯑꯣꯏꯕꯥ ꯇꯥꯕꯥ ꯃꯤꯑꯣꯏꯁꯤꯡꯅꯤ ꯑꯃꯁꯨꯡ ꯑꯇꯣꯞꯄꯁꯤꯡꯒꯤ ꯐꯤꯗꯕꯦꯛ ꯂꯧꯁꯤꯟꯕꯥ ꯑꯃꯁꯨꯡ ꯌꯥꯎꯍꯟꯕꯥ ꯉꯝꯃꯤ꯫ ꯏꯟꯇꯔꯤꯒ꯭ꯔꯤꯇꯤ: ꯏꯐꯦꯛꯇꯤꯕ ꯂꯨꯆꯤꯡꯕꯁꯤꯡꯅꯥ ꯑꯋꯥꯡꯕꯥ ꯏꯊꯤꯜꯒꯤ ꯁ꯭ꯇꯦꯟꯗꯔꯗꯁꯤꯡ ꯉꯥꯛꯂꯤ ꯑꯃꯁꯨꯡ ꯈꯨꯗꯝ ꯑꯣꯏꯅꯥ ꯂꯨꯆꯤꯡꯏ꯫ ꯃꯈꯣꯏꯅꯥ ꯃꯈꯣꯏꯒꯤ ꯊꯕꯛꯁꯤꯡꯗꯥ ꯄꯨꯛꯆꯦꯜ ꯁꯦꯡꯕꯥ ꯑꯃꯁꯨꯡ ꯇ꯭ꯔꯥꯟꯁꯄꯔꯦꯟꯇ ꯑꯣꯏ, ꯃꯈꯣꯏꯒꯤ ꯑꯣꯔꯒꯅꯥꯏꯖꯦꯁꯟꯒꯤ ꯃꯅꯨꯡꯗꯥ ꯊꯥꯖꯕꯥ ꯑꯃꯁꯨꯡ ꯏꯀꯥꯏꯈꯨꯝꯅꯕꯥ ꯍꯦꯟꯒꯠꯍꯜꯂꯤ꯫ ꯑꯦꯗꯞꯇꯦꯕꯤꯂꯤꯇꯤ: ꯏꯐꯦꯛꯇꯤꯕ ꯑꯣꯏꯕꯥ ꯂꯨꯆꯤꯡꯕꯥ ꯑꯃꯅꯥ ꯑꯅꯧꯕꯥ ꯑꯃꯁꯨꯡ ꯍꯣꯡꯂꯛꯂꯤꯕꯥ ꯐꯤꯚꯝꯁꯤꯡꯗꯥ ꯑꯦꯗꯞꯇꯦꯕꯜ ꯑꯣꯏꯕꯥ ꯉꯝꯃꯤ, ꯐ꯭ꯂꯦꯛꯁꯤꯕꯤꯂꯤꯇꯤ, ꯔꯦꯁꯤꯂꯤꯌꯦꯟꯁ ꯑꯃꯁꯨꯡ ꯁꯣꯏꯗ-ꯉꯥꯝꯗꯕꯁꯤꯡꯒꯤ ꯃꯔꯛꯇꯥ ꯋꯥꯈꯜ ꯇꯥꯕꯥ ꯋꯥꯔꯦꯞ ꯂꯧꯕꯥ ꯉꯝꯕꯒꯤ ꯊꯧꯅꯥ ꯎꯠꯄꯥ ꯉꯝꯃꯤ꯫ ꯏꯅꯣꯕꯦꯇꯤꯕ: ꯏꯐꯦꯛꯇꯤꯕ ꯂꯨꯆꯤꯡꯕꯁꯤꯡꯅꯥ ꯕꯣꯛꯁꯀꯤ ꯃꯄꯥꯟꯗꯥ ꯋꯥꯈꯜ ꯈꯟꯕꯥ ꯉꯝꯃꯤ, ꯑꯔꯨꯕꯥ ꯁꯃꯁ꯭ꯌꯥꯁꯤꯡꯒꯤ ꯑꯅꯧꯕꯥ ꯁꯣꯂꯨꯁꯟꯁꯤꯡ ꯊꯤꯕꯥ ꯉꯝꯃꯤ ꯑꯃꯁꯨꯡ ꯃꯈꯣꯏꯒꯤ ꯑꯣꯔꯒꯅꯥꯏꯖꯦꯁꯟꯒꯤ ꯃꯅꯨꯡꯗꯥ ꯀ꯭ꯔꯤꯌꯦꯇꯤꯕꯤꯇꯤ ꯑꯃꯁꯨꯡ ꯏꯅꯣꯕꯦꯁꯀꯤ ꯑꯀꯣꯏꯕꯒꯤ ꯐꯤꯕꯝ ꯑꯃꯥ ꯁꯦꯝꯒꯠꯄꯥ ꯉꯝꯃꯤ꯫ ꯁꯛꯇꯤ ꯄꯤꯕꯥ: ꯏꯐꯦꯛꯇꯤꯕ ꯑꯣꯏꯕꯥ ꯂꯨꯆꯤꯡꯕꯁꯤꯡꯅꯥ ꯃꯈꯣꯏꯒꯤ ꯇꯤꯝꯕꯨ ꯁꯛꯇꯤ ꯄꯤꯔꯤ, ꯃꯈꯣꯏꯅꯥ ꯃꯥꯏ ꯄꯥꯛꯅꯕꯥ ꯃꯊꯧ ꯇꯥꯕꯥ ꯈꯨꯠꯂꯥꯏꯁꯤꯡ, ꯔꯤꯁꯣꯔꯁꯁꯤꯡ ꯑꯃꯁꯨꯡ ꯁꯄꯣꯔꯠ ꯄꯤꯔꯤ꯫ ꯃꯈꯣꯏꯅꯥ ꯄꯨꯟꯅꯥ ꯊꯕꯛ ꯇꯧꯃꯤꯟꯅꯕꯒꯤ ꯀꯜꯆꯔ ꯑꯃꯥ ꯌꯣꯛꯈꯠꯂꯤ, ꯃꯈꯣꯏꯒꯤ ꯇꯤꯝꯕꯨ ꯃꯈꯣꯏꯒꯤ ꯋꯥꯈꯜꯂꯣꯟꯁꯤꯡ ꯁꯦꯌꯔ ꯇꯧꯅꯕꯥ ꯄꯨꯛꯅꯤꯡ ꯊꯧꯒꯠꯂꯤ ꯑꯃꯁꯨꯡ ꯋꯥꯔꯦꯞ ꯂꯧꯕꯗꯥ ꯃꯇꯦꯡ ꯄꯥꯡꯂꯤ꯫ ꯑꯦꯀꯥꯎꯟꯇꯦꯕꯤꯂꯤꯇꯤ: ꯏꯐꯦꯛꯇꯤꯕ ꯑꯣꯏꯕꯥ ꯂꯨꯆꯤꯡꯕꯁꯤꯡꯅꯥ ꯃꯈꯣꯏꯒꯤ ꯊꯕꯛꯁꯤꯡꯒꯤꯗꯃꯛ ꯃꯈꯣꯏ ꯃꯁꯥꯕꯨ ꯑꯃꯁꯨꯡ ꯃꯈꯣꯏꯒꯤ ꯇꯤꯝꯕꯨ ꯑꯦꯀꯥꯎꯟꯇꯦꯕꯜ ꯑꯣꯏꯅꯥ ꯂꯧꯏ, ꯃꯥꯏ ꯄꯥꯛꯄꯥ ꯑꯃꯁꯨꯡ ꯃꯥꯏꯄꯥꯛꯄꯒꯤ ꯊꯧꯗꯥꯡ ꯑꯃꯠꯇꯥ ꯂꯧꯏ꯫ ꯃꯈꯣꯏꯅꯥ ꯀꯟꯁꯇꯔꯛꯇꯤꯕ ꯐꯤꯗꯕꯦꯛ ꯄꯤꯕꯥ ꯉꯝꯃꯤ ꯑꯃꯁꯨꯡ ꯃꯈꯣꯏꯒꯤ ꯇꯤꯝꯗꯥ ꯃꯈꯣꯏꯒꯤ ꯄꯔꯐꯣꯃꯦꯟꯁ ꯐꯒꯠꯍꯟꯅꯕꯥ ꯃꯊꯧ ꯇꯥꯕꯥ ꯁꯄꯣꯔꯠ ꯑꯃꯁꯨꯡ ꯒꯥꯏꯗꯂꯥꯏꯟꯁꯤꯡ ꯄꯤꯕꯥ ꯉꯝꯃꯤ꯫